ꯑꯦꯁ ꯀꯤ ꯇꯦꯛꯅꯣꯂꯣꯖꯤ ꯁꯦꯛꯇꯔꯒꯤꯗꯃꯛ ꯈꯨꯗꯣꯡꯆꯥꯕꯁꯤꯡ ꯍꯥꯡꯗꯣꯛꯈꯤ꯫ ꯍꯟꯗꯛꯀꯤ ꯃꯇꯝ ꯑꯁꯤꯗ ꯚꯥꯔꯠꯅ ꯌꯨ ꯑꯦꯁ ꯇꯒꯤ ꯃꯤꯂꯤꯇꯔꯤ ꯏꯛꯕꯤꯞꯃꯦꯟꯇꯁꯤꯡ ꯂꯧꯈ꯭ꯔꯦ ꯑꯃꯁꯨꯡ ꯂꯩꯕꯥꯛ ꯑꯅꯤꯅ ꯗꯤꯐꯦꯟꯁ ꯑꯃꯁꯨꯡ ꯁꯦꯀꯌꯨꯔꯤꯇꯤꯒꯤ ꯍꯤꯔꯝꯁꯤꯡꯗ ꯃꯈꯣꯏꯒꯤ ꯄꯥꯔꯠꯅꯔꯁꯤꯞ ꯍꯦꯟꯅ ꯆꯦꯠꯁꯤꯜꯍꯜꯂꯦ꯫ ꯇꯨꯊꯥꯎꯖꯟ ꯐꯥꯏꯞ ꯗ ꯌꯨ ꯑꯦꯁ ꯏꯟꯗꯤꯌꯥ ꯅꯌꯨꯀꯂꯤꯌꯔ ꯗꯤꯜ ꯃꯁꯤꯒꯤ ꯃꯔꯨꯑꯣꯏꯕ ꯊꯧꯗꯣꯛ ꯑꯁꯤꯅ ꯌꯨ ꯑꯦꯁ ꯅ ꯁꯤꯚꯤꯂꯤꯌꯟ ꯅꯌꯨꯀꯂꯤꯌꯔ ꯄꯥꯋꯔꯒꯤ ꯑꯆꯧꯕ ꯁꯞꯂꯥꯏꯌꯔ ꯑꯃ ꯑꯣꯏꯕꯒꯤ ꯂꯝꯕꯤ ꯌꯥꯠꯈꯤ ꯑꯃꯁꯨꯡ ꯌꯨ ꯑꯦꯁ ꯀꯤ ꯇꯦꯛꯅꯣꯂꯣꯖꯤ ꯁꯦꯛꯇꯔꯒꯤꯗꯃꯛ ꯈꯨꯗꯣꯡꯆꯥꯕꯁꯤꯡ ꯍꯥꯡꯗꯣꯛꯈꯤ꯫ ꯃꯁꯤꯅ ꯂꯩꯕꯥꯛ ꯑꯅꯤꯒꯤ ꯃꯔꯤ ꯍꯦꯟꯅ ꯆꯦꯠꯁꯤꯜꯍꯟꯈꯤ ꯑꯃꯁꯨꯡ ꯏꯅꯔꯖꯤ ꯁꯦꯛꯇꯔꯗ ꯇꯦꯡꯕꯥꯡ ꯄꯤꯅꯕ ꯍꯦꯟꯒꯠꯍꯟꯈꯤ꯫ ꯚꯥꯔꯠꯠꯅ ꯌꯨ ꯑꯦꯁ ꯇꯒꯤ ꯃꯤꯂꯤꯇꯔꯤ ꯏꯛꯕꯤꯞꯃꯦꯟꯇ ꯂꯧꯕ ꯍꯧꯈꯤꯕ ꯆꯍꯤ ꯈꯔꯁꯤꯗ ꯚꯥꯔꯠꯅ ꯌꯨ ꯑꯦꯁ ꯇꯒꯤ ꯃꯤꯂꯤꯇꯔꯤ ꯏꯛꯕꯤꯞꯃꯦꯟ ꯃꯁꯤꯡ ꯌꯥꯝꯅ ꯂꯧꯈ꯭ꯔꯦ꯫ ꯃꯁꯤꯗ ꯍꯦꯂꯤꯀꯣꯞꯇꯔ ꯑꯥꯔꯇꯤꯂꯥꯔꯤ ꯑꯃꯁꯨꯡ ꯄꯥꯎ ꯐꯥꯎꯅꯕꯒꯤ ꯈꯨꯠꯂꯥꯏꯁꯤꯡ ꯌꯥꯎꯔꯤ꯫ ꯃꯁꯤꯅ ꯂꯩꯕꯥꯛ ꯑꯅꯤꯒꯤ ꯃꯔꯛꯇ ꯗꯤꯐꯦꯟꯁ ꯑꯃꯁꯨꯡ ꯁꯦꯀꯌꯨꯔꯤꯇꯤꯒꯤ ꯍꯤꯔꯝꯁꯤꯡꯗ ꯄꯥꯔꯠꯅꯔꯁꯤꯞ ꯍꯦꯟꯅ ꯆꯦꯠꯁꯤꯜꯍꯟꯕꯇ ꯅꯠꯇꯅ ꯃꯈꯣꯏꯒꯤ ꯁꯇꯔꯦꯇꯦꯖꯤꯛ ꯑꯣꯏꯕ ꯃꯔꯤ ꯑꯗꯨ ꯍꯦꯟꯅ ꯆꯦꯠꯁꯤꯜꯍꯜꯂꯦ꯫ ꯗꯤꯐꯦꯟꯁ ꯑꯃꯁꯨꯡ ꯁꯦꯀꯌꯨꯔꯤꯇꯤ ꯏꯁꯨꯁꯤꯡꯗ ꯄꯥꯔꯠꯅꯔꯁꯤꯞ ꯍꯦꯟꯅ ꯆꯦꯠꯁꯤꯜꯍꯟꯕ ꯌꯨ ꯑꯦꯁ ꯑꯃꯁꯨꯡ ꯚꯥꯔꯠꯅ ꯗꯤꯐꯦꯟꯁ ꯑꯃꯁꯨꯡ ꯁꯦꯀꯌꯨꯔꯤꯇꯤꯒꯤ ꯍꯤꯔꯝꯁꯤꯡꯗ ꯃꯈꯣꯏꯒꯤ ꯄꯥꯔꯠꯅꯔꯁꯤꯞ ꯍꯦꯟꯅ ꯆꯦꯠꯁꯤꯜꯍꯜꯂꯦ ꯃꯁꯤꯗ ꯖꯣꯏꯟꯇ ꯃꯤꯂꯤꯇꯔꯤ ꯑꯦꯛꯁꯔꯁꯥꯏꯖ ꯏꯟꯇꯤꯂꯤꯖꯦꯟꯁ ꯁꯦꯌꯔ ꯇꯧꯕ ꯑꯃꯁꯨꯡ ꯇꯦꯔꯣꯔꯤꯖꯝ ꯊꯦꯡꯅꯅꯕ ꯃꯇꯦꯡ ꯄꯥꯡꯅꯕ ꯌꯥꯎꯔꯤ꯫ ꯃꯁꯤꯅ ꯁꯇꯔꯦꯇꯦꯖꯤꯛ ꯀꯣꯑꯣꯄꯔꯦꯁꯟ ꯍꯦꯡꯒꯠꯍꯜꯂꯦ ꯑꯃꯁꯨꯡ ꯂꯩꯕꯥꯛ ꯑꯅꯤꯒꯤ ꯃꯔꯛꯇ ꯂꯩꯔꯤꯕ ꯃꯔꯤ ꯑꯁꯤ ꯍꯦꯟꯅ ꯆꯦꯠꯁꯤꯟꯍꯟꯕꯗ ꯃꯇꯦꯡ ꯄꯥꯡꯂꯦ꯫